ꯁꯦꯂꯁ ꯀꯣꯜ ꯑꯃꯒꯤ ꯁ꯭ꯛꯔꯤꯞꯇ ꯑꯃꯥ ꯏꯌꯨ꯫ ꯁꯦꯂꯁꯄꯔꯁꯟ: ꯑꯩꯍꯥꯛꯅꯥ ꯐꯣꯟ ꯇꯧꯔꯛꯄꯒꯤ ꯃꯔꯝꯗꯤ ꯑꯩꯍꯥꯛꯅꯥ ꯑꯗꯣꯝꯒꯤ ꯕꯤꯖꯤꯅꯦꯁꯇꯥ ꯀꯥꯟꯅꯕ ꯄꯤꯕ ꯉꯝꯕ ꯑꯩꯈꯣꯏꯒꯤ ꯈ꯭ꯋꯥꯏꯗꯒꯤ ꯅꯧꯕ ꯄꯣꯠꯊꯣꯛ ꯑꯁꯤꯒꯤ ꯃꯇꯥꯡꯗꯥ ꯑꯗꯣꯝꯒꯥ ꯂꯣꯏꯅꯅꯥ ꯅꯨꯡꯉꯥꯏꯕ ꯄꯥꯎ ꯈꯔꯥ ꯁꯦꯌꯔ ꯇꯧꯕ ꯄꯥꯝꯈꯤ꯫ ꯀꯁ꯭ꯇꯃꯔ: ꯑꯣꯀꯦ, ꯑꯩ ꯇꯥꯔꯤ꯫ ꯁꯦꯂꯁꯄꯥꯔꯁꯟ: ꯑꯆꯧꯕ ꯑꯩꯈꯣꯏꯒꯤ ꯀꯝꯄꯦꯅꯤ ꯑꯁꯤꯅꯥ ꯍꯟꯗꯛꯇꯥ ꯑꯅꯧꯕ ꯁꯣꯐꯋꯦꯌꯔ ꯑꯃꯥ ꯍꯧꯗꯣꯛꯈ꯭ꯔꯦ, ꯃꯁꯤꯅꯥ ꯑꯗꯣꯝꯒꯤ ꯁꯦꯂꯁ ꯇꯤꯝꯒꯤ ꯏꯐꯤꯁꯤꯑꯦꯟꯁꯤ ꯆꯥꯗ ꯀꯨꯟꯊꯔꯥ ꯐꯒꯠꯍꯟꯕ ꯉꯝꯒꯅꯤ꯫ ꯃꯁꯤꯅꯥ ꯃꯈꯣꯏꯗ ꯍꯦꯟꯅ ꯗꯤꯜ ꯂꯣꯏꯁꯤꯟꯕ ꯉꯝꯒꯅꯤ, ꯑꯃꯁꯨꯡ ꯃꯁꯤꯒꯤ ꯃꯇꯨꯡ ꯏꯟꯅꯥ, ꯑꯗꯣꯝꯒꯤ ꯁꯦꯟꯊꯣꯛ ꯍꯦꯟꯒꯠꯍꯟꯕ ꯉꯝꯒꯅꯤ꯫ ꯃꯁꯤ ꯁꯤꯖꯤꯟꯅꯕꯗ ꯂꯥꯏꯕ ꯑꯃꯅꯤ, ꯑꯃꯁꯨꯡ ꯑꯩꯈꯣꯏꯒꯤ ꯀꯥꯡꯕꯨꯅꯥ ꯇ꯭ꯔꯦꯅꯤꯡ ꯄꯤꯕ ꯉꯝꯒꯅꯤ ꯃꯗꯨꯅꯥ ꯑꯁꯣꯏꯕ ꯂꯩꯇꯕ ꯇ꯭ꯔꯥꯟꯁꯤꯁꯟ ꯑꯃꯥ ꯁꯣꯏꯗꯅ ꯐꯪꯍꯟꯕ ꯉꯝꯒꯅꯤ꯫ ꯀꯁ꯭ꯇꯃꯔ: ꯃꯗꯨ ꯌꯥꯝꯅ ꯅꯨꯡꯉꯥꯏꯕ ꯋꯥꯐꯝ ꯑꯃꯅꯤ꯫ ꯃꯁꯤꯒꯤ ꯃꯇꯥꯡꯗ ꯑꯗꯣꯝꯅꯥ ꯍꯦꯟꯅ ꯈꯪꯍꯟꯕ ꯉꯝꯒꯗ꯭ꯔꯥ? ꯁꯦꯂꯁꯄꯥꯔꯁꯟ: ꯇꯁꯦꯡꯅꯥ ꯍꯥꯏꯔꯕꯗꯥ ꯑꯗꯣꯝꯅꯥ ꯀꯔꯤ ꯈꯪꯅꯤꯡꯂꯤꯕꯒꯦ? ꯀꯁ꯭ꯇꯃꯔ: ꯑꯐꯕ ꯃꯁꯤ ꯀꯩꯊꯦꯜꯗ ꯂꯩꯔꯤꯕ ꯑꯇꯣꯞꯄꯥ ꯁꯦꯂꯁ ꯁꯣꯐ꯭ꯇꯋꯦꯌꯔꯁꯤꯡꯒꯥ ꯀꯔꯝꯅꯥ ꯈꯦꯠꯅꯕꯒꯦ? ꯁꯦꯂꯁꯄꯔꯁꯟ: ꯑꯆꯧꯕ ꯋꯥꯍꯪꯅꯤ ꯑꯩꯈꯣꯏꯒꯤ ꯁꯣꯐꯋꯦꯌꯔ ꯑꯁꯤ ꯑꯗꯣꯝꯒꯤ ꯍꯧꯖꯤꯛ ꯂꯩꯔꯤꯕ ꯀ꯭ꯁꯇꯃꯔ ꯔꯤꯂꯦꯁꯟꯁꯤꯞ ꯃꯦꯅꯦꯖꯃꯦꯟꯠꯒꯥ ꯏꯟꯇꯤꯒ꯭ꯔꯦꯠ ꯇꯧꯏ ꯑꯃꯁꯨꯡ ꯄꯣꯇꯦꯟꯁꯤꯌꯦꯜ ꯀꯁ꯭ꯇꯃꯔꯁꯤꯡꯒꯥ ꯀꯔꯝꯅꯥ ꯋꯥꯔꯤ ꯁꯥꯟꯅꯒꯗꯒꯦ ꯍꯥꯏꯕꯒꯤ ꯃꯇꯥꯡꯗꯥ ꯑꯗꯣꯝꯒꯤ ꯁꯦꯂꯁ ꯇꯤꯝꯗꯥ ꯔꯤꯑꯦꯜ-ꯇꯥꯏꯝ ꯁꯖꯦꯁꯟꯁꯤꯡ ꯄꯤꯅꯕꯥ ꯑꯔꯇꯤꯐꯤꯁꯦꯜ ꯏꯟꯇꯦꯜꯂꯤꯖꯦꯟ ꯃꯁꯤꯒꯤ ꯃꯊꯛꯇꯥ, ꯃꯁꯤꯗꯥ ꯐꯣꯂꯣ-ꯑꯄꯁꯤꯡ ꯑꯣꯇꯣꯃꯦꯇꯤꯛ ꯑꯣꯏꯍꯜꯂꯤꯕꯥ ꯐꯤꯆꯔ ꯑꯃꯥ ꯂꯩ, ꯃꯁꯤꯅꯥ ꯅꯍꯥꯛꯀꯤ ꯇꯤꯝꯅꯥ ꯗꯤꯂꯁꯤꯡ ꯂꯣꯏꯁꯤꯟꯕꯗꯥ ꯃꯤꯠꯌꯦꯡ ꯊꯝꯅꯕꯥ ꯃꯇꯝ ꯄꯤ꯫ ꯄ꯭ꯂꯥꯁ, ꯑꯩꯈꯣꯏꯒꯤ ꯀꯁ꯭ꯇꯃꯔ ꯁꯄꯣꯔꯠ ꯑꯁꯤ ꯑꯗꯣꯝꯗꯥ ꯋꯥꯍꯪ ꯅꯠꯇ꯭ꯔꯒ ꯏꯁꯨ ꯑꯃꯠꯇꯥ ꯂꯥꯛꯄꯥ ꯃꯇꯝꯗꯥ ꯃꯇꯦꯡ ꯄꯥꯡꯅꯕ ꯀꯨꯟꯃꯔꯤ ꯏꯟꯇꯨ ꯇꯔꯦꯠ ꯐꯪꯏ꯫ ꯀꯁ꯭ꯇꯃꯔ: ꯃꯗꯨ ꯌꯥꯝꯅ ꯃꯇꯦꯡ ꯑꯣꯏꯕ ꯋꯥꯐꯝ ꯑꯃꯥ ꯑꯣꯏꯅ ꯁꯣꯜꯂꯤ꯫ ꯃꯁꯤ ꯀꯌꯥ ꯌꯥꯝꯅ ꯆꯪꯕꯒꯦ? ꯁꯦꯂꯁꯄꯔꯁꯟ: ꯑꯩꯈꯣꯏꯒꯤ ꯃꯃꯜ ꯂꯦꯞꯄꯥ ꯑꯁꯤ ꯌꯥꯝꯅ ꯀꯝꯄꯤꯇꯤꯇꯤꯕ ꯑꯣꯏ ꯑꯃꯁꯨꯡ ꯅꯍꯥꯛꯀꯤ ꯁꯦꯂꯁ ꯇꯤꯝꯒꯤ ꯁꯥꯏꯖꯒꯤ ꯃꯈꯥ ꯄꯣꯜꯂꯤ꯫ ꯃꯤꯑꯣꯏ ꯇꯔꯥ ꯐꯥꯎꯕꯒꯤ ꯇꯤꯝ ꯑꯃꯒꯤ ꯑꯣꯏꯅꯥ ꯊꯥ ꯑꯃꯗꯥ ꯆꯪꯒꯅꯤ꯫ ꯑꯗꯨꯕꯨ, ꯑꯗꯣꯝ ꯍꯧꯖꯤꯛ ꯂꯩꯔꯤꯕ ꯀꯁ꯭ꯇꯃꯔ ꯑꯃꯥ ꯑꯣꯏꯕꯅ, ꯑꯩꯍꯥꯛꯅ ꯑꯗꯣꯝꯗꯥ ꯑꯍꯥꯟꯕ ꯊꯥ ꯇꯔꯨꯛꯇꯥ ꯆꯥꯗ ꯀꯨꯟꯒꯤ ꯗꯤꯁꯀꯥꯎꯟꯇ ꯄꯤꯕ ꯉꯝꯒꯅꯤ꯫ ꯀꯁ꯭ꯇꯃꯔ: ꯃꯗꯨ ꯑꯐꯕ ꯋꯥꯐꯝ ꯑꯃꯥ ꯑꯣꯏꯅ ꯁꯣꯜꯂꯤ꯫ ꯑꯩꯍꯥꯛꯅ ꯑꯩꯍꯥꯛꯀꯤ ꯇꯤꯝꯒꯥ ꯂꯣꯏꯅꯅꯥ ꯈꯟꯅ-ꯅꯩꯅꯖꯒꯦ, ꯑꯃꯁꯨꯡ ꯑꯩꯍꯥꯛꯅ ꯑꯗꯣꯝꯒꯥ ꯂꯣꯏꯅꯅꯥ ꯑꯃꯨꯛ ꯍꯟꯅꯥ ꯋꯥꯔꯤ ꯁꯥꯟꯅꯒꯅꯤ꯫ ꯁꯦꯂꯁꯄꯥꯔꯁꯟ: ꯑꯩꯍꯥꯛꯅꯥ ꯃꯄꯨꯡ ꯐꯥꯅꯥ ꯈꯉꯏ꯫ ꯀꯔꯤꯒꯨꯝꯕ ꯑꯩꯅꯥ ꯅꯉꯣꯟꯗꯥ ꯁꯣꯐꯇꯋꯥꯌꯔ ꯑꯃꯁꯨꯡ ꯃꯃꯜ ꯂꯦꯞꯄꯒꯤ ꯃꯇꯥꯡꯗꯥ ꯍꯦꯟꯅꯥ ꯏꯅꯐꯣꯔꯃꯦꯁꯟ ꯌꯥꯎꯕ ꯏꯃꯦꯏꯜ ꯑꯃꯥ ꯊꯥꯔꯛꯂꯕꯗꯤ ꯃꯇꯦꯡ ꯑꯣꯏꯒꯅꯤ, ꯃꯔꯝ ꯑꯗꯨꯅꯥ ꯅꯍꯥꯛꯅꯥ ꯃꯗꯨ ꯅꯍꯥꯛꯀꯤ ꯇꯤꯝꯗꯥ ꯁꯦꯌꯔ ꯇꯧꯕ ꯌꯥꯒꯅꯤ꯫